ꯃꯥꯂꯦꯝꯒꯤ ꯅꯨꯄꯤꯁꯤꯡꯒꯤ ꯅꯨꯃꯤꯠ ꯆꯍꯤ ꯈꯨꯗꯤꯡꯒꯤ ꯑꯣꯏꯅ ꯃꯥꯔꯆ ꯅꯤꯄꯥꯜ ꯑꯁꯤ ꯃꯥꯂꯦꯝꯒꯤ ꯅꯨꯄꯤꯁꯤꯡꯒꯤ ꯅꯨꯃꯤꯠ ꯅꯤ ꯍꯥꯏꯅ ꯈꯪꯅꯩ꯫ꯀꯨꯝꯁꯤ ꯆꯍꯤꯒꯤ ꯑꯣꯏꯅ ꯄꯥꯡꯊꯣꯛꯀꯗꯧꯔꯤꯕ ꯃꯥꯂꯦꯝꯒꯤ ꯅꯨꯄꯤꯒꯤ ꯅꯨꯃꯤꯠ ꯊꯧꯔꯝ ꯑꯁꯤꯒꯤ ꯋꯥꯍꯟꯊꯣꯛꯇꯤ ꯅꯨꯄꯤꯁꯤꯡꯅ ꯂꯨꯆꯤꯡꯕ ꯑꯃꯁꯨꯡ ꯆꯞ ꯃꯥꯟꯅꯕ ꯇꯨꯡꯒꯤ ꯄꯥꯟꯗꯝ ꯐꯪꯕ ꯀꯣꯚꯤꯗ-ꯇꯔꯥꯃꯥꯄꯜꯒꯤ ꯄ꯭ꯔꯤꯊꯤꯕꯤꯁꯤꯗ ꯍꯥꯏꯕꯁꯤꯅꯤ꯫ꯁꯤꯅꯥꯏꯐꯝꯗ ꯊꯕꯛ ꯁꯨꯕꯤ ꯅꯨꯄꯤꯁꯤꯡꯒꯤ ꯁꯦꯜ-ꯊꯨꯝꯒꯤ ꯐꯤꯚꯝ ꯌꯥꯝꯅ ꯐꯠꯇꯅ ꯂꯩꯔꯝꯕ ꯑꯃꯁꯨꯡ ꯁꯤꯟꯅꯥꯏꯁꯪꯁꯤꯡꯗ ꯆꯠꯊꯕ ꯑꯑꯣꯠ ꯑꯅꯩ ꯀꯌꯥꯒꯤ ꯆꯩꯊꯦꯡ ꯅꯪꯂꯕꯤ ꯅꯨꯄꯤꯁꯤꯡꯅ ꯍꯤꯡꯅꯅꯕ ꯑꯃꯁꯨꯡ ꯁꯦꯜ-ꯊꯨꯝꯒꯤ ꯐꯤꯚꯝ ꯐꯒꯠꯍꯟꯅꯕ ꯅꯨꯄꯤꯁꯤꯡꯒꯤ ꯃꯔꯛꯇ ꯈꯣꯝꯖꯤꯟ-ꯇꯥꯁꯤꯟꯕ ꯍꯧꯔꯛꯈꯤꯕ ꯀꯨꯝꯖꯥꯕꯨ ꯌꯨꯅꯥꯏꯇꯦꯗ ꯁ꯭ꯇꯦꯠꯁꯅ ꯅꯨꯄꯤꯒꯤ ꯅꯨꯃꯤꯠꯀꯤ ꯏꯍꯧꯒꯤ ꯄꯨꯋꯥꯔꯤ ꯏꯕ ꯍꯧꯈꯤꯕꯅꯤ ꯍꯥꯏꯅ ꯂꯧꯅꯩ꯫ꯅꯨꯄꯤꯁꯤꯡꯕꯨ ꯅꯨꯄꯥꯒ ꯃꯥꯟꯅꯕ ꯊꯥꯛꯇ ꯊꯝꯗꯨꯅ ꯚꯣꯠ ꯄꯤꯕ ꯌꯥꯍꯜꯂꯨ ꯍꯥꯏꯕ ꯋꯥꯀꯠ ꯑꯁꯤ ꯅꯨꯄꯤꯒꯤ ꯏꯍꯧꯒꯤ ꯄꯨꯋꯥꯔꯤꯒꯤ ꯌꯥꯝꯅ ꯃꯔꯨ ꯑꯣꯏꯕ ꯇꯥꯡꯀꯛ ꯑꯣꯏꯈꯤꯕꯅꯤ꯫ꯐꯦꯕ꯭ꯔꯨꯋꯥꯔꯤꯒꯤ ꯑꯔꯣꯏꯕ ꯅꯣꯡꯃꯥꯏꯖꯤꯡꯗ ꯌꯨꯅꯥꯏꯇꯦꯗ ꯁ꯭ꯇꯦꯠꯁꯀꯤ ꯁꯣꯁꯤꯌꯦꯂꯤꯁꯠ ꯅꯨꯄꯤꯁꯤꯡꯅ ꯚꯣꯠ ꯊꯥꯗꯕꯒꯤ ꯍꯛ ꯐꯪꯍꯟꯅꯕ ꯑꯃꯁꯨꯡ ꯑꯇꯩ ꯂꯩꯁꯦꯝꯂꯣꯟ ꯑꯃꯁꯨꯡ ꯁꯦꯟꯃꯤꯠꯂꯣꯟꯒꯤ ꯍꯛ ꯐꯪꯍꯟꯅꯕ ꯑꯆꯧꯕ ꯈꯣꯡꯆꯠꯁꯤꯡ ꯄꯥꯡꯊꯣꯛꯇꯨꯅ ꯑꯍꯥꯟꯕ ꯅꯨꯄꯤꯒꯤ ꯅꯨꯃꯤꯠ ꯄꯥꯡꯊꯣꯛꯅꯕꯒꯤ ꯂꯝꯕꯤ ꯌꯥꯠꯄ ꯍꯧꯈꯤ꯫ꯐꯤ-ꯔꯣꯜ ꯇꯨꯕ, ꯂꯣꯟꯕꯒꯤ ꯊꯕꯛ ꯇꯧꯕꯤ ꯅꯨꯄꯤꯁꯤꯡꯅ ꯖꯦꯅꯔꯦꯜ ꯁ꯭ꯇꯔꯥꯏꯛ ꯇꯧꯈꯤ꯫ꯁꯣꯁꯤꯌꯦꯂꯤꯁꯠ ꯑꯃꯁꯨꯡ ꯅꯨꯄꯤꯒꯤ ꯍꯛ ꯇꯥꯟꯕꯁꯤꯡꯅ ꯌꯨꯅꯤꯏꯇꯦꯠ ꯅꯦꯁꯟ ꯁꯤꯟ-ꯊꯨꯡꯕꯗ ꯅꯨꯄꯤꯒꯤ ꯅꯨꯃꯤꯠ ꯄꯥꯡꯊꯣꯛꯈꯤ꯫ꯑꯁꯨꯝꯅ ꯃꯊꯪ-ꯃꯊꯪ ꯃꯥꯂꯦꯝꯒꯤ ꯆꯥꯎꯈꯠꯂꯦ ꯍꯥꯏꯔꯤꯕ ꯂꯩꯕꯥꯛꯁꯤꯡꯗ ꯅꯨꯄꯤꯁꯤꯡꯒꯤ ꯍꯛ ꯐꯪꯖꯅꯕ ꯈꯣꯡꯖꯪ ꯀꯌꯥ ꯆꯪꯁꯤꯜꯂꯛꯈꯤ꯫ꯑꯃꯁꯨꯝꯅ ꯃꯇꯨꯡ ꯇꯥꯔꯛꯄꯗꯗꯤ ꯅꯨꯄꯤꯁꯤꯡꯕꯨ ꯅꯨꯄꯥꯒꯥ ꯃꯥꯟꯅꯕ ꯊꯥꯛꯇ ꯂꯩꯁꯦꯝꯂꯣꯟ ꯑꯃꯁꯨꯡ ꯁꯦꯟꯃꯤꯠꯂꯣꯟꯗ ꯁꯔꯨꯛ ꯌꯥꯅꯅꯕꯒꯤ ꯈꯨꯗꯣꯡꯆꯥꯕ ꯐꯪꯈꯤ꯫ꯏꯟꯗꯤꯌꯥꯗꯗꯤ ꯃꯥꯂꯦꯝꯒꯤ ꯅꯨꯄꯤꯒꯤ ꯅꯨꯃꯤꯠ ꯊꯧꯔꯝ ꯑꯁꯤ ꯌ ꯥꯌꯥꯝꯅ ꯃꯔꯨ ꯑꯣꯏꯕ ꯑꯣꯏꯅ ꯂꯧꯗꯦ꯫ꯃꯁꯤꯒꯤꯁꯨ ꯃꯊꯛꯇ ꯅꯨꯄꯤꯁꯤꯡꯕꯨ ꯂꯩꯁꯦꯝꯂꯣꯟ ꯑꯃꯁꯨꯡ ꯁꯦꯟꯃꯤꯠꯂꯣꯟꯗ ꯃꯅꯤꯡꯇꯝꯕ ꯈꯔꯈꯛ ꯐꯪꯖꯔꯒꯁꯨ ꯅꯨꯄꯥꯁꯤꯡꯅ ꯃꯇꯝ ꯑꯌꯥꯝꯕꯗ ꯅꯝꯊꯅꯅꯕ ꯍꯣꯠꯅꯕ ꯑꯃꯁꯨꯡ ꯍꯟꯊꯅ ꯌꯦꯡꯕꯤꯕꯅ ꯊꯣꯡ ꯃꯥꯟꯅꯅ ꯆꯥꯎꯈꯠꯃꯤꯟꯅꯕ ꯍꯥꯏꯕꯗꯣ ꯐꯪꯕ ꯉꯝꯗꯦ꯫ꯃꯔꯝ ꯑꯗꯨꯅ ꯅꯨꯄꯤꯁꯤꯡꯗ ꯑꯈꯟꯅꯕ ꯑꯥꯏꯟꯒꯤ ꯑꯣꯏꯕ ꯉꯥꯛꯂꯧꯁꯤꯡ ꯄꯨꯗꯨꯅ ꯃꯈꯣꯏꯕꯨ ꯑꯋꯥꯡꯕ ꯊꯥꯛꯇ ꯄꯨꯈꯠꯂꯕ ꯃꯇꯝꯗꯇ ꯂꯩꯕꯥꯛ ꯑꯁꯤ ꯆꯥꯎꯈꯠꯂꯛꯅꯤ꯫ ꯃꯅꯤꯄꯨꯔꯅ ꯏꯟꯗꯤꯌꯥꯗ ꯇꯤꯜꯂꯕ ꯇꯨꯡꯗ ꯃꯤꯄꯨꯝ ꯈꯨꯗꯤꯡꯃꯛꯀꯤ ꯍꯛ ꯉꯥꯛ-ꯁꯦꯟꯅꯕ ꯆꯞ ꯆꯥꯕ ꯁꯪꯕꯤꯘꯥꯟ ꯁꯦꯝꯗꯨꯅ ꯑꯥꯏꯟ ꯊꯕꯛ ꯊꯧꯔꯝ ꯀꯌꯥ ꯂꯩꯖꯔꯒꯁꯨ ꯅꯨꯄꯤ-ꯑꯉꯥꯡꯁꯤꯡ ꯑꯣꯠ ꯅꯩꯕꯒꯤ ꯊꯕꯛꯇꯤ ꯍꯧꯖꯤꯛꯁꯨ ꯍꯟꯕ ꯂꯩꯇ꯭ꯔꯤ꯫ ꯃꯄꯨꯔꯣꯏꯕꯅ ꯌꯨ ꯊꯛꯂꯒ ꯃꯥꯒꯤ ꯅꯨꯄꯤꯕꯨ ꯐꯨꯕꯤ-ꯆꯩꯕꯤꯕ, ꯂꯝꯕꯤ-ꯂꯝꯖꯥꯎꯗ ꯅꯨꯄꯤ ꯑꯣꯏꯕꯤꯁꯤꯡꯕꯨ ꯅꯝꯖꯥ-ꯅꯝꯊꯦꯛꯅꯕꯤꯕ, ꯃꯄꯥꯡꯒꯜ ꯁꯣꯜꯂꯤ ꯍꯥꯏꯗꯨꯅ ꯎꯁꯤꯠ-ꯊꯑꯣꯏꯗꯅ ꯊꯝꯃꯣꯏ ꯁꯣꯛꯄ ꯋꯥ ꯀꯌꯥ ꯉꯥꯡꯕꯤꯕ, ꯃꯁꯤꯒꯤ ꯑꯁꯣꯟꯕꯗ ꯈꯨꯗꯣꯡꯆꯥꯕ ꯂꯧꯅꯅꯕ ꯍꯣꯠꯅꯕꯅꯆꯤꯡꯕꯒꯤ ꯊꯧꯗꯣꯛ ꯅꯨꯃꯤꯠ ꯈꯨꯗꯤꯡꯒꯤ ꯊꯣꯛꯂꯤ꯫ ꯅꯨꯄꯤꯁꯤꯡꯅ ꯈꯨꯟꯅꯥꯏꯒꯤ ꯊꯕꯛ ꯇꯧꯕ ꯍꯥꯏꯕꯁꯤ ꯇꯧꯕꯉꯝꯕꯤꯅꯤ ꯍꯥꯏꯅ ꯂꯧꯅꯩ꯫ꯇꯉꯥꯏꯐꯗꯕ ꯊꯕꯛ ꯑꯃꯒꯤ ꯃꯌꯨꯝꯗ ꯅꯣꯡꯃꯥ ꯍꯟꯖꯤꯜꯂꯛꯇꯕꯗ ꯋꯥ ꯑꯣꯏꯅ ꯉꯥꯡꯅꯩ꯫ꯑꯗꯨꯒ ꯆꯤꯟꯗꯗꯤ ꯅꯨꯄꯤꯁꯤꯡꯒꯤ ꯊꯧꯗꯥꯡꯕꯨ ꯑꯋꯥꯡꯕ ꯊꯥꯛꯇ ꯊꯥꯡꯒꯠꯇꯨꯅ ꯊꯥꯒꯠꯅꯩ꯫ꯂꯩꯕꯥꯛꯀꯤ ꯂꯨꯔꯕ ꯇꯥꯟꯐꯝꯗ ꯅꯨꯄꯤꯁꯤꯡꯅ ꯃꯅꯤꯄꯨꯔꯒꯤꯗꯃꯛ ꯂꯧꯈꯤꯕ ꯊꯧꯗꯥꯡ ꯀꯌꯥ ꯑꯗꯨ ꯑꯩꯈꯣꯏꯅ ꯉꯁꯤ ꯅꯤꯡꯁꯤꯡꯗꯨꯅ ꯂꯩꯔꯤ꯫ꯑꯩꯈꯣꯏꯒꯤ ꯏꯔꯩꯕꯥꯛ ꯏꯔꯝꯗꯝ ꯑꯁꯤ ꯉꯁꯤ ꯐꯥꯎꯕ ꯌꯩꯈꯥꯏ-ꯊꯤꯟꯒꯥꯏꯕ ꯌꯥꯎꯗꯅ ꯂꯩꯕ ꯉꯝꯂꯤꯕꯁꯤꯃꯛ ꯅꯨꯄꯤꯁꯤꯡꯒꯤ ꯆꯥꯎꯔꯕ ꯊꯧꯗꯥꯡꯅꯅꯤ꯫ꯃꯅꯤꯄꯨꯔꯒ ꯌꯨꯝꯊꯪꯅꯅ ꯂꯩꯔꯤꯕ ꯃ꯭ꯌꯥꯟꯃꯥꯔꯗ ꯃꯤꯂꯤꯇꯔꯤꯒꯤ ꯔꯨꯜ ꯆꯠꯊꯗꯨꯅ ꯗꯤꯃꯣꯀ꯭ꯔꯦꯁꯤꯒꯤ ꯐꯪꯐꯝ ꯊꯣꯛꯄꯁꯤꯡ ꯃꯠꯄꯒꯤ ꯃꯥꯌꯣꯛꯇ ꯍꯧꯔꯤꯕ ꯏꯍꯧ ꯑꯁꯤꯗ ꯅꯨꯄꯤꯁꯤꯡꯅ ꯂꯧꯔꯤꯕ ꯊꯧꯗꯥꯡ ꯑꯁꯤꯒꯨꯝꯅ ꯃꯅꯤꯄꯨꯔꯗꯁꯨꯃꯔꯩꯕꯥꯛꯀꯤ ꯅꯤꯡꯇꯝꯕ ꯉꯥꯛꯅꯕꯒꯤꯗꯃꯛ ꯇꯥꯡꯀꯛ ꯀꯌꯥꯔꯛꯇ ꯅꯨꯄꯤꯁꯤꯡꯅ ꯂꯧꯈꯤꯕ ꯊꯧꯗꯥꯡ ꯑꯗꯨ ꯅꯤꯡꯁꯤꯡꯕꯒꯤ ꯇꯉꯥꯏꯐꯗꯕ ꯂꯩ꯫